ꯑꯣꯄꯟ ꯁꯣꯔꯁ ꯁꯣꯐ꯭ꯇꯋꯥꯌꯔꯒꯤ ꯋꯥꯈꯜꯂꯣꯟ ꯑꯗꯨ ꯍꯧꯗꯣꯛꯄ꯫ ꯑꯣꯄꯟ ꯁꯣꯔꯁ ꯁꯣꯐ꯭ꯇꯋꯥꯌꯔ ꯍꯥꯏꯕꯁꯤꯅ ꯁꯣꯔꯁ ꯀꯣꯗ ꯑꯗꯨ ꯃꯤꯌꯥꯝꯅ ꯁꯤꯖꯤꯟꯅꯕ ꯌꯥꯕ ꯀꯝꯄ꯭ꯌꯨꯇꯔ ꯁꯣꯐ꯭ꯇꯋꯥꯌꯔ ꯃꯈꯜ ꯑꯃꯕꯨ ꯈꯪꯅꯩ, ꯃꯁꯤꯅ ꯇꯥꯛꯄꯗꯤ ꯀꯅꯥꯒꯨꯝꯕ ꯑꯃꯅ ꯀꯣꯗ ꯑꯗꯨ ꯌꯦꯡꯕ, ꯁꯤꯖꯤꯟꯅꯕ, ꯃꯣꯗꯤꯐꯥꯏ ꯇꯧꯕ ꯑꯃꯁꯨꯡ ꯁꯦꯌꯔ ꯇꯧꯕ ꯌꯥꯏ꯫ ꯑꯣꯄꯟ ꯁꯣꯔꯁ ꯁꯣꯐ꯭ꯇꯋꯥꯌꯔ ꯅ ꯀꯟꯇꯔꯤꯕ꯭ꯌꯨꯇꯔ ꯀꯌꯥꯅ ꯄꯨꯟꯅ ꯊꯕꯛ ꯇꯧꯃꯤꯟꯅꯗꯨꯅ, ꯇ꯭ꯔꯥꯟꯁꯄꯥꯔꯦꯟꯇ ꯑꯣꯏꯕ ꯑꯃꯁꯨꯡ ꯀꯝꯃ꯭ꯌꯨꯅꯤꯇꯤꯗ ꯌꯨꯝꯐꯝ ꯑꯣꯏꯕ ꯃꯑꯣꯡꯗ ꯁꯦꯝꯒꯠꯂꯤ, ꯑꯌꯥꯝꯕ‌ ꯃꯇꯝꯗ ꯄ꯭ꯔꯣꯖꯦꯛꯇꯀꯤ ꯃꯥꯏꯀꯩ ꯑꯗꯨ ꯉꯥꯛꯇꯨꯅ ꯊꯝꯂꯤꯕ ꯀꯥꯡꯂꯨꯞ, ꯑꯣꯔꯒꯥꯅꯥꯏꯖꯦꯁꯟ ꯅꯠꯇꯔꯒ ꯃꯤꯑꯣꯏ ꯑꯃꯅ ꯃꯦꯅꯦꯖ ꯇꯧꯏ꯫ ꯑꯣꯄꯟ ꯁꯣꯔꯁ ꯃꯨꯕꯃꯦꯟꯇ ꯑꯁꯤ ꯆꯍꯤ ꯇꯔꯥꯒꯤ ꯈꯨꯖꯤꯡ ꯀꯌꯥꯗꯒꯤ ꯂꯩꯔꯛꯂꯤ ꯑꯃꯁꯨꯡ ꯃꯁꯤ ꯏꯟꯐꯣꯔꯃꯦꯁꯟ ꯑꯃꯁꯨꯡ ꯅꯣꯂꯦꯖ ꯁꯦꯌꯔ ꯇꯧꯕꯅ ꯍꯦꯟꯅ ꯐꯕꯥ ꯏꯅꯣꯕꯦꯁꯟ, ꯍꯦꯟꯅ ꯐꯕꯥ ꯇꯦꯛꯅꯣꯂꯣꯖꯤꯒꯤ ꯑꯍꯣꯡꯕ, ꯑꯃꯁꯨꯡ ꯍꯦꯟꯅ ꯑꯣꯄꯟ ꯑꯃꯁꯨꯡ ꯏꯟꯀ꯭ꯂꯨꯁꯤꯕ ꯁꯣꯐ꯭ꯇꯋꯦꯌꯔ ꯑꯦꯟꯚꯥꯏꯔꯟꯃꯦꯟꯇ ꯑꯃ ꯄꯨꯔꯛꯄ ꯉꯝꯒꯅꯤ ꯍꯥꯏꯕꯒꯤ ꯄ꯭ꯔꯤꯟꯁꯤꯄꯜꯗ ꯌꯨꯝꯐꯝ ꯑꯣꯏꯕꯅꯤ꯫ ꯃꯁꯤ ꯁꯣꯐ꯭ꯇꯋꯥꯌꯔ ꯁꯦꯝꯕꯒꯤ ꯁꯛꯇꯤ ꯂꯩꯕ ꯃꯣꯗꯦꯜ ꯑꯃꯅꯤ ꯃꯔꯝꯗꯤ ꯃꯁꯤꯅ ꯂꯦꯞꯇꯅ ꯑꯍꯣꯡꯕ ꯄꯨꯔꯛꯄ ꯑꯃꯁꯨꯡ ꯁꯣꯔꯁ ꯀꯌꯥꯗꯒꯤ ꯀꯟꯇ꯭ꯔꯤꯕ꯭ꯌꯨꯁꯟ ꯇꯧꯕ ꯌꯥꯍꯜꯂꯤ, ꯃꯁꯤꯅ ꯃꯔꯝ ꯑꯣꯏꯗꯨꯅ ꯍꯦꯟꯅ ꯐꯕꯥ ꯁꯣꯐ꯭ꯇꯋꯥꯌꯔ ꯑꯃꯁꯨꯡ ꯃꯄꯥꯡꯒꯜ ꯀꯟꯕ ꯀꯝꯃ꯭ꯌꯨꯅꯤꯇꯤ ꯑꯃ ꯁꯦꯝꯒꯠꯂꯤ꯫ ꯑꯣꯄꯟ ꯁꯣꯔꯁ ꯁꯣꯐ꯭ꯇꯋꯥꯌꯔ ꯀꯤ ꯃꯤꯌꯥꯝꯅ ꯄꯥꯝꯅꯕ ꯈꯨꯗꯝ ꯈꯔꯗꯤ ꯂꯤꯅꯥꯛꯁꯒꯨꯝꯕ ꯑꯣꯄꯔꯦꯇꯤꯡ ꯁꯤꯁ꯭ꯇꯦꯝꯁꯤꯡ, ꯑꯄꯥꯆꯦꯒꯨꯝꯕ ꯋꯦꯕ ꯁꯔꯚꯔꯁꯤꯡ, ꯄꯥꯏꯊꯣꯟꯒꯨꯝꯕ ꯄ꯭ꯔꯣꯒ꯭ꯔꯥꯃꯤꯡ ꯂꯦꯡꯒꯨ꯭ꯌꯦꯖꯁꯤꯡ, ꯑꯃꯁꯨꯡ ꯋꯥꯔ꯭ꯗꯄꯔꯦꯁꯒꯨꯝꯕ ꯀꯟꯇꯦꯟꯇ ꯃꯦꯅꯦꯖꯃꯦꯟꯇ ꯁꯤꯁ꯭ꯇꯦꯝꯁꯤꯡ ꯑꯁꯤꯅꯆꯤꯡꯕ ꯌꯥꯎꯔꯤ꯫ ꯑꯣꯄꯟ ꯁꯣꯔꯁ ꯁꯣꯐ꯭ꯇꯋꯥꯌꯔꯗ, ꯃꯤꯄꯨꯝ ꯈꯨꯗꯤꯡꯃꯛꯅ ꯀꯣꯗꯕꯦꯖ ꯑꯃꯁꯨꯡ ꯃꯁꯤꯒꯤ ꯂꯦꯞꯇꯅ ꯐꯒꯠꯂꯛꯂꯤꯕ ꯑꯁꯤ ꯑꯦꯛꯁꯦꯁ ꯇꯧꯕ ꯌꯥꯏ ꯑꯃꯁꯨꯡ ꯐꯤꯗꯕꯦꯛ ꯑꯃꯁꯨꯡ ꯃꯊꯧ ꯇꯥꯕꯁꯤꯡꯒ ꯂꯣꯏꯅꯅ ꯏꯚꯥꯂ꯭ꯌꯦꯠ ꯇꯧꯕ ꯌꯥꯏ, ꯃꯁꯤꯅ ꯏꯟ-ꯍꯥꯎꯁꯇ ꯃꯃꯥꯡꯗꯒꯤ ꯗꯤꯕꯦꯂꯞ ꯇꯧꯕ ꯅꯠꯇꯔꯒ ꯃꯁꯤꯒꯤ ꯂꯥꯏꯁꯦꯟꯁꯀꯤꯗꯃꯛꯇ ꯁꯦꯜ ꯄꯤꯒꯗꯕ ꯃꯊꯧ ꯇꯥꯕ ꯑꯃ ꯑꯣꯏꯕꯗꯒꯤ ꯍꯦꯟꯅ꯫ ꯃꯁꯤꯅ ꯃꯁꯤꯕꯨ ꯐ꯭ꯂꯦꯛꯁꯤꯕꯜ, ꯃꯃꯜ ꯍꯣꯡꯕ, ꯑꯃꯁꯨꯡ ꯑꯅꯧꯕ ꯁꯣꯐ꯭ꯇꯋꯥꯌꯔ ꯁꯣꯂ꯭ꯌꯨꯁꯟꯁꯤꯡ ꯊꯤꯔꯤꯕ ꯕꯤꯖꯤꯅꯦꯁ ꯀꯌꯥ, ꯑꯣꯔꯒꯥꯅꯥꯏꯖꯦꯁꯟꯁꯤꯡ, ꯑꯃꯁꯨꯡ ꯃꯤꯑꯣꯏ ꯀꯌꯥꯒꯤ ꯃꯤꯌꯥꯝꯅ ꯄꯥꯝꯅꯕ ꯑꯣꯞꯁꯟ ꯑꯃ ꯑꯣꯏꯍꯜꯂꯤ꯫ ꯀꯅꯥꯒꯨꯝꯕ ꯑꯃꯅ ꯏꯅꯤꯁꯤꯌꯦꯇꯤꯕ ꯎꯠꯈꯤꯕ ꯃꯇꯝ ꯑꯃꯒꯤ ꯈꯨꯗꯝ ꯑꯃ ꯁꯦꯝꯒꯠꯄ꯫ ꯔꯦꯆꯦꯜꯅ ꯃꯥꯔꯀꯦꯇꯤꯡ ꯑꯦꯁꯤꯁ꯭ꯇꯦꯟꯇ ꯑꯣꯏꯅ ꯊꯕꯛ ꯇꯧꯔꯛꯈꯤꯕ ꯆꯍꯤ ꯑꯃ ꯍꯦꯟꯅ ꯁꯨꯔꯛꯄꯗꯒꯤ ꯃꯍꯥꯛꯀꯤ ꯃꯦꯅꯦꯖꯔꯅ ꯔꯤꯖꯥꯏꯟ ꯇꯧꯔꯛꯈꯤ, ꯃꯔꯝ ꯑꯗꯨꯅ ꯗꯤꯄꯥꯔꯇꯃꯦꯟꯇ ꯑꯁꯤ ꯁ꯭ꯇꯥꯐ ꯌꯥꯝꯅ ꯂꯩꯈꯤꯗꯦ꯫ ꯃꯍꯨꯠ ꯁꯤꯟꯕ ꯃꯤꯑꯣꯏ ꯑꯃꯥ ꯊꯕꯛ ꯄꯤꯅꯕ ꯉꯥꯏꯕꯒꯤ ꯃꯍꯨꯠꯇ ꯔꯦꯆꯦꯜꯅ ꯈꯣꯡꯊꯥꯡ ꯂꯧꯈꯠꯄꯒꯤ ꯈꯨꯗꯣꯡꯆꯥꯕ ꯑꯃ ꯎꯈꯤ ꯑꯃꯁꯨꯡ ꯑꯍꯦꯟꯕ ꯊꯧꯗꯥꯡꯁꯤꯡ ꯂꯧꯕ ꯍꯧꯈꯤ꯫ ꯃꯍꯥꯛꯅ ꯀꯝꯄꯦꯅꯤ ꯑꯁꯤꯒꯤ ꯃꯥꯔꯀꯦꯇꯤꯡ ꯁ꯭ꯇꯔꯦꯇꯦꯖꯤꯁꯤꯡꯒꯤ ꯃꯇꯥꯡꯗ ꯃꯍꯥꯛꯀꯤ ꯂꯧꯁꯤꯡ ꯑꯗꯨ ꯁꯤꯖꯤꯟꯅꯈꯤ, ꯃꯍꯥꯛꯀꯤ ꯃꯦꯅꯦꯖꯔꯅ ꯊꯕꯛ ꯇꯧꯗꯨꯅ ꯂꯥꯛꯂꯤꯕ‌ ꯄ꯭ꯔꯣꯖꯦꯛꯇꯁꯤꯡ ꯑꯗꯨ ꯊꯤꯖꯤꯟꯈꯤ ꯑꯃꯁꯨꯡ ꯃꯍꯥꯛꯀꯤ ꯃꯁꯥꯒꯤ ꯑꯣꯏꯕ‌ ꯑꯅꯧꯕ ꯋꯥꯈꯜꯂꯣꯟ ꯈꯔ ꯐꯥꯎꯕ ꯄꯨꯊꯣꯛꯈꯤ꯫ ꯔꯦꯆꯦꯜꯅ ꯃꯤꯐꯝꯁꯤꯡ ꯄꯥꯡꯊꯣꯛꯅꯕ ꯏꯅꯤꯁꯤꯌꯦꯇꯤꯕ ꯂꯧꯈꯤ ꯑꯃꯁꯨꯡ ꯃꯥꯔꯀꯦꯇꯤꯡ ꯕꯤꯚꯥꯒ ꯑꯁꯤ ꯃꯈꯥ ꯇꯥꯅ ꯅꯤꯡꯊꯤꯅ ꯆꯠꯊꯅꯕ ꯃꯍꯥꯛꯀꯤ ꯃꯔꯨꯞꯁꯤꯡꯒ ꯂꯣꯏꯅꯅ ꯌꯥꯝꯅ ꯅꯛꯅ ꯊꯕꯛ ꯇꯧꯃꯤꯟꯅꯈꯤ꯫ ꯃꯍꯥꯛꯅ ꯑꯆꯧꯕ ꯀꯦꯝꯄꯦꯟ ꯑꯃꯒꯤ ꯊꯧꯗꯥꯡ ꯂꯧꯈꯤ ꯑꯃꯁꯨꯡ ꯃꯍꯥꯛꯀꯤ ꯍꯥꯟꯅꯒꯤ ꯃꯦꯅꯦꯖꯔꯅ ꯊꯝꯈꯤꯕ‌ ꯄꯥꯟꯗꯁꯤꯡ ꯑꯗꯨ ꯊꯨꯒꯥꯏꯕ ꯉꯝꯈꯤ꯫ ꯃꯍꯥꯛꯀꯤ ꯀꯟꯅꯥ ꯍꯧꯅꯕꯥ ꯑꯃꯁꯨꯡ ꯋꯥꯔꯦꯞ ꯑꯗꯨ ꯃꯤꯠꯌꯦꯡ ꯊꯝꯗꯅꯥ ꯂꯩꯈꯤꯗꯦ, ꯑꯃꯁꯨꯡ ꯊꯥ ꯈꯔꯒꯤ ꯃꯅꯨꯡꯗꯥ ꯃꯍꯥꯛꯄꯨ ꯃꯥꯔꯀꯦꯇꯤꯡ ꯃꯦꯅꯦꯖꯔꯒꯤ ꯐꯝꯗ ꯄ꯭ꯔꯣꯃꯣꯠ ꯇꯧꯈꯤ꯫ ꯔꯦꯆꯦꯜꯅ ꯏꯅꯤꯁꯤꯌꯦꯇꯤꯕ ꯎꯠꯄꯅ ꯃꯍꯥꯛꯄꯨ ꯄ꯭ꯔꯣꯐꯦꯁ꯭ꯅꯦꯜ ꯒ꯭ꯔꯣꯊ ꯐꯪꯍꯟꯕꯗ ꯃꯇꯦꯡ ꯄꯥꯡꯈꯤ, ꯑꯃꯁꯨꯡ ꯀꯝꯄꯦꯅꯤ ꯑꯁꯤꯒꯤ ꯃꯥꯏꯄꯥꯛꯄꯗ ꯃꯇꯦꯡ ꯄꯥꯡꯈꯤ꯫ ꯃꯍꯥꯛꯅ ꯃꯍꯥꯛꯀꯤ ꯊꯧꯗꯥꯡꯁꯤꯡꯒꯤ ꯃꯊꯛꯇ ꯆꯠꯄ ꯌꯥꯏ ꯍꯥꯏꯕ ꯎꯠꯈꯤ, ꯑꯃꯁꯨꯡ ꯃꯍꯥꯛꯀꯤ ꯑꯅꯧꯕ ꯊꯧꯗꯥꯡꯗ ꯍꯦꯟꯅ ꯐꯕꯥ ꯑꯣꯏꯅꯕ ꯃꯊꯧ ꯇꯥꯕ ꯂꯨꯆꯤꯡꯕꯒꯤ ꯍꯩꯊꯣꯏ-ꯁꯤꯡꯊꯣꯏꯕ ꯑꯗꯨ ꯃꯍꯥꯛꯀꯤ ꯃꯐꯝꯗ ꯂꯩ ꯍꯥꯏꯕ ꯎꯠꯈꯤ꯫